ꯅꯨꯃꯤꯗꯥꯡꯒꯤ ꯆꯥꯛ ꯆꯥꯕ ꯃꯐꯝ ꯑꯃ ꯔꯤꯀꯃꯦꯟꯗ ꯇꯧꯕꯤꯌꯨ꯫ ꯃꯐꯝ ꯔꯣꯝ ꯏꯇꯥꯂꯤ꯫ ꯏꯇꯥꯂꯤꯒꯤ ꯔꯣꯝꯗ ꯅꯨꯃꯤꯗꯥꯡꯒꯤ ꯆꯥꯛ ꯆꯥꯕ ꯌꯥꯕ ꯑꯆꯧꯕ ꯃꯐꯝ ꯑꯃꯒꯤ ꯔꯤꯀꯃꯦꯟꯗꯦꯁꯟ ꯑꯃꯗꯤ ꯑꯣꯁ꯭ꯇꯦꯔꯤꯌꯥ ꯗꯦꯜ ꯄꯦꯒꯅꯣꯅꯤ꯫ ꯃꯁꯤꯒꯤ ꯏꯂꯤꯒꯦꯟꯇ ꯑꯃꯁꯨꯡ ꯅꯨꯡꯉꯥꯏꯕ ꯔꯦꯁꯇꯣꯔꯦꯟ ꯑꯁꯤꯅ ꯑꯋꯥꯡꯕ ꯊꯥꯛꯀꯤ ꯄꯣꯠꯂꯝꯁꯤꯡ ꯁꯤꯖꯤꯟꯅꯗꯨꯅ ꯇ꯭ꯔꯦꯗꯤꯁꯅꯦꯜ ꯏꯇꯥꯂꯤꯒꯤ ꯆꯥꯛꯁꯪ ꯀꯌꯥꯒ ꯂꯣꯏꯅꯅ ꯑꯅꯧꯕ ꯀꯥꯂꯦꯟꯒꯤ ꯃꯦꯅꯨ ꯑꯃ ꯄꯤꯔꯤ ꯃꯁꯤꯒ ꯂꯣꯏꯅꯅ ꯄꯥꯛ ꯆꯥꯎꯔꯕ ꯋꯥꯏꯟ ꯂꯤꯁ ꯑꯃ ꯌꯥꯎꯔꯤ꯫ ꯑꯦꯠꯃꯣꯁꯐꯤꯌꯥꯔ ꯑꯁꯤ ꯅꯨꯡꯉꯥꯏꯕ ꯑꯃꯁꯨꯡ ꯃꯤꯅꯨꯡꯁꯤ ꯂꯩꯕ ꯑꯃꯅꯤ ꯑꯃꯁꯨꯡ ꯁꯇꯥꯞꯁꯤꯡ ꯑꯁꯤ ꯃꯈꯣꯏꯒꯤ ꯑꯉꯛꯄ ꯁꯦꯕꯥꯒꯤꯗꯃꯛ ꯈꯪꯅꯩ꯫ ꯃꯁꯤ ꯔꯣꯃꯥꯟꯇꯤꯛ ꯏꯚꯤꯅꯤꯡ ꯑꯃ ꯅꯠꯇ꯭ꯔꯒꯥ ꯃꯔꯨꯞꯁꯤꯡ ꯑꯃꯁꯨꯡ ꯏꯃꯨꯡ ꯃꯅꯨꯡꯒ ꯂꯣꯏꯅꯅ ꯅꯤꯡꯁꯤꯡꯅꯤꯡꯉꯥꯏ ꯑꯣꯏꯕ ꯆꯥꯛꯁꯪ ꯑꯃꯒꯤꯗꯃꯛ ꯃꯄꯨꯡ ꯐꯥꯕ ꯃꯐꯝ ꯑꯃꯅꯤ꯫ ꯃꯈꯥꯒꯤ ꯋꯥꯍꯩ ꯑꯁꯤ ꯃꯗꯨꯒꯤ ꯁꯤꯂꯦꯕꯜꯁꯤꯡꯗ ꯈꯥꯏꯗꯣꯛꯎ꯫ ꯍꯤꯄꯣꯛꯐꯝ ꯊꯣꯛꯄ꯫ ꯍꯤꯞ ꯄꯣ ꯄꯣꯠ ꯑꯦ ꯃꯁ꯫ ꯔꯦꯁꯇꯣꯔꯦꯟ ꯑꯃꯒꯤ ꯃꯇꯥꯡꯗ ꯀꯁꯇꯃꯔ ꯔꯤꯚꯤꯅꯌꯨ ꯑꯃꯒꯤ ꯃꯒꯨꯟ ꯑꯗꯨ ꯌꯦꯡꯁꯤꯜꯂꯨ꯫ ꯅꯍꯥꯛꯅ ꯄꯣꯖꯤꯇꯤꯞ ꯅꯠꯇ꯭ꯔꯒꯥ ꯅꯦꯒꯦꯇꯤꯞ ꯍꯥꯏꯅ ꯄꯥꯎꯈꯨꯝ ꯄꯤꯒꯗꯕꯅꯤ꯫ ꯁꯔꯚꯤꯁ ꯑꯁꯤ ꯊꯥꯖꯕ ꯌꯥꯗꯕ ꯃꯑꯣꯡꯗ ꯇꯞꯅ ꯇꯞꯅ ꯆꯠꯈꯤ ꯑꯃꯁꯨꯡ ꯆꯥꯅꯕ ꯄꯣꯠꯂꯝꯁꯤꯡꯁꯨ ꯌꯥꯝꯅ ꯁꯦꯝ ꯁꯥꯈꯤꯗꯦ꯫ ꯐꯠꯇꯕ ꯄꯤꯔꯤꯕ ꯑꯥꯏꯇꯦꯝ ꯑꯗꯨ ꯕꯦꯁꯤꯛ ꯀꯦꯇꯦꯒꯣꯔꯤꯁꯤꯡꯗ ꯀꯦꯇꯦꯒꯣꯔꯤ ꯇꯧꯕ꯫ ꯀꯣꯝꯂꯥ ꯑꯣꯔꯦꯟꯖ ꯑꯁꯤ ꯐ꯭ꯔꯨꯠ ꯑꯃ ꯑꯣꯏꯅ ꯅꯠꯇ꯭ꯔꯒꯥ ꯁꯥꯏꯇꯔꯁ ꯐ꯭ꯔꯨꯠ ꯑꯃ ꯑꯣꯏꯅ ꯀꯦꯇꯦꯒꯣꯔꯤ ꯇꯧꯕ ꯌꯥꯏ꯫